ꯔꯣꯃꯥꯟ ꯑꯃꯁꯨꯡ ꯒ꯭ꯔꯤꯛꯀꯤ ꯊꯥꯏꯅꯒꯤ ꯋꯥꯔꯤ ꯑꯅꯤꯃꯛꯀꯤ ꯂꯥꯏꯁꯤꯡꯒꯤ ꯃꯇꯥꯡꯗ ꯂꯩꯔꯤꯕ ꯋꯥꯔ ꯑꯔꯤꯕ ꯋꯥꯔꯤ ꯀꯌꯥꯒꯨꯝꯅ, ꯗꯥꯏꯅꯥꯒ ꯃꯔꯤ ꯂꯩꯅꯕ ꯋꯥꯔꯤꯁꯤꯡ ꯑꯁꯤ ꯍꯧꯔꯛꯐꯝ ꯑꯃꯗꯒꯤ ꯍꯧꯔꯛꯐꯝ ꯑꯃꯗ ꯈꯦꯠꯅꯩ ꯑꯃꯁꯨꯡ ꯑꯌꯥꯝꯕꯅ ꯌꯥꯅꯗꯕ ꯑꯣꯏꯅ ꯎꯕ ꯐꯪꯏ꯫ ꯇꯥꯏꯝꯂꯥꯏꯟꯁꯤꯡ ꯑꯃꯁꯨꯡ ꯃꯐꯝꯁꯤꯡ ꯑꯁꯤ ꯇꯣꯏꯅ ꯈꯦꯠꯅꯩ꯫ ꯑꯌꯥꯝꯕ ꯃꯇꯝꯗ, ꯑꯀꯛꯅꯕ ꯑꯔꯤꯕ ꯋꯥꯔꯤ ꯑꯃ ꯂꯤꯈꯨꯟ ꯀꯌꯥꯗꯒꯤ ꯄꯨꯟꯁꯤꯟꯕ ꯌꯥꯏ꯫ ꯍꯣꯃꯔ ꯑꯃꯁꯨꯡ ꯍꯦꯁꯤꯑꯣꯗꯒꯨꯝꯕ ꯒ꯭ꯔꯤꯛ ꯁꯥꯍꯤꯇ꯭ꯌꯒꯤ ꯑꯋꯥꯡꯕ ꯊꯥꯛꯀꯤ ꯂꯥꯏꯔꯤꯛꯁꯤꯡꯒꯤ ꯃꯊꯛꯇ, ꯔꯣꯃꯥꯟꯒꯤ ꯊꯥꯏꯅꯒꯤ ꯋꯥꯔꯤꯁꯤꯡꯒꯤ ꯈ꯭ꯋꯥꯏꯗꯒꯤ ꯐꯕ ꯂꯤꯈꯨꯟꯁꯤꯡꯗꯤ ꯑꯣꯕꯤꯗꯀꯤ ꯃꯦꯇꯥꯃꯣꯔꯐꯣꯁꯤꯁ ꯑꯃꯁꯨꯡ ꯚꯔꯖꯤꯜꯒꯤ ꯑꯦꯅꯤꯠꯅꯤ꯫ ꯃꯁꯤꯒꯤ ꯊꯕꯛꯁꯤꯡ ꯑꯁꯤꯒꯤ ꯈꯨꯠꯊꯥꯡꯗ, ꯔꯣꯃꯥꯟ ꯁꯥꯍꯤꯇ꯭ꯌꯥꯅ ꯑꯔꯤꯕ ꯋꯥꯔꯤꯁꯤꯡꯅ ꯊꯜꯂꯕ ꯍꯧꯈꯤꯕ ꯃꯇꯝꯒꯤ ꯃꯔꯩ ꯂꯩꯅꯕ ꯆꯠꯅꯕꯤ ꯑꯃꯁꯨꯡ ꯄꯨꯋꯥꯔꯤꯒꯤ ꯃꯔꯥꯡ ꯀꯥꯏꯕ ꯋꯥꯈꯜꯂꯣꯟ ꯑꯃ ꯄꯤꯕ ꯉꯝꯈꯤ꯫ꯄꯣꯛꯄ ꯑꯃꯁꯨꯡ ꯏꯃꯨꯡ ꯗꯥꯏꯅꯥ ꯑꯁꯤ ꯑꯃꯝꯕ ꯅꯨꯃꯤꯗꯥꯡꯁꯤꯡꯒꯤ ꯂꯥꯏꯔꯦꯝꯕꯤ ꯖꯨꯄꯤꯇꯔ ꯑꯃꯁꯨꯡ ꯂꯥꯇꯣꯅꯥ (ꯔꯣꯃꯥꯟꯒ ꯂꯦꯇꯣꯒ ꯃꯥꯟꯅꯕ)ꯒꯤ ꯃꯆꯥꯅꯨꯄꯤꯅꯤ꯫ ꯅꯨꯡꯉꯥꯏꯇꯕ ꯋꯥꯐꯝ ꯑꯃꯅ, ꯂꯥꯇꯣꯅꯥꯅ ꯌꯥꯝꯅ ꯏꯀꯥꯏ ꯈꯨꯝꯅꯕ ꯖꯨꯅꯣꯒꯤ ꯑꯁꯥꯎꯕ ꯑꯗꯨ ꯊꯦꯡꯅꯈꯤ꯫ ꯖꯨꯄꯤꯇꯔꯒꯤ ꯂꯣꯏꯅꯕꯤꯅ ꯃꯍꯥꯛꯀꯤ ꯃꯄꯨꯔꯣꯏꯕꯒꯤ ꯑꯀꯣꯏꯕ ꯃꯤꯠ ꯑꯗꯨ ꯌꯥꯝꯅ ꯐꯖꯅ ꯈꯪꯂꯝꯃꯤ꯫ ꯁꯥꯎꯔꯒ ꯖꯨꯅꯣꯅ ꯃꯤꯔꯣꯜꯂꯤꯕꯤ ꯂꯥꯏꯔꯦꯝꯕꯤ ꯑꯗꯨꯕꯨ ꯃꯥꯂꯦꯝꯗ ꯇꯥꯟꯊꯣꯛꯈꯤ, ꯃꯗꯨꯗ ꯀꯅꯥꯒꯨꯝꯕ ꯑꯃꯠꯇ, ꯁꯤꯕ ꯌꯥꯕ ꯅꯠꯇ꯭ꯔꯒ ꯃꯇꯝ ꯅꯥꯏꯗꯕ ꯑꯃꯠꯇꯅ ꯃꯍꯥꯛꯄꯨ ꯅꯨꯡꯁꯤꯕ ꯑꯃꯠꯇ ꯎꯠꯂꯣꯏ ꯍꯥꯏꯅ ꯂꯥꯎꯊꯣꯛꯈꯤ꯫ ꯖꯨꯅꯣꯒꯤ ꯑꯁꯥꯎꯕ ꯑꯗꯨꯅ ꯄꯨꯛꯅꯤꯡ ꯊꯧꯒꯠꯂꯗꯨꯅ, ꯃꯍꯥꯛ ꯑꯋꯥꯕ ꯑꯃꯁꯨꯡ ꯊꯨꯝꯍꯜꯂꯕ ꯈꯨꯡꯒꯪꯒꯤ ꯃꯁꯐꯝꯁꯤꯡꯗ ꯀꯣꯏꯆꯠ ꯆꯠꯈꯤ꯫ ꯆꯣꯛꯊꯔꯛꯂꯗꯨꯅ, ꯃꯍꯥꯛ ꯑꯔꯣꯏꯕꯗ ꯁꯃꯨꯗ꯭ꯔ ꯇꯣꯔꯕꯥꯟꯗ ꯂꯥꯛꯈꯤ ꯃꯐꯝ ꯑꯗꯨꯗ ꯃꯍꯥꯛꯅ ꯅꯦꯞꯇꯨꯟ (ꯄꯣꯁꯥꯏꯗꯟꯒꯤ ꯔꯣꯃꯥꯟꯒꯤ ꯃꯔꯤ ꯂꯩꯅꯕ), ꯁꯃꯨꯗ꯭ꯔꯒꯤ ꯂꯥꯏ ꯑꯃꯁꯨꯡ ꯖꯨꯄꯤꯇꯔꯒꯤ ꯃꯅꯥꯎꯅꯨꯄꯥꯗꯥ ꯃꯇꯦꯡ ꯄꯥꯡꯅꯕ ꯍꯥꯏꯖꯈꯤ꯫ ꯃꯍꯥꯛꯅ ꯍꯥꯏꯖꯕ ꯑꯗꯨ ꯇꯥꯕꯗ ꯑꯃꯁꯨꯡ ꯑꯥ ꯖꯨꯅꯣꯒꯤ ꯆꯩꯊꯦꯡ ꯑꯗꯨ ꯊꯨꯒꯥꯏꯗꯅ, ꯃꯍꯥꯛꯅ ꯂꯥꯇꯣꯅꯥꯕꯨ ꯗꯦꯂꯣꯁ ꯏꯊꯠꯇ ꯄꯨꯅꯕ ꯗꯣꯜꯐꯤꯟ ꯑꯃ ꯊꯥꯈꯤ ꯃꯐꯝ ꯑꯗꯨꯗ ꯃꯍꯥꯛꯅ ꯑꯦꯄꯣꯂꯣ ꯑꯃꯁꯨꯡ ꯗꯥꯏꯅꯥ ꯄꯣꯛꯈꯤ꯫ ꯒ꯭ꯔꯤꯛꯀꯤ ꯁꯩꯔꯦꯡ ꯏꯕ ꯍꯦꯁꯤꯌꯣꯅ ꯃꯍꯥꯛꯀꯤ ꯊꯤꯌꯣꯒꯣꯅꯤꯗ ꯐꯥꯏꯕꯣꯛ ꯑꯗꯨ ꯄꯣꯛꯄꯒꯤ ꯃꯇꯥꯡꯗ ꯄꯟꯈꯤ: ꯅꯤꯑꯣꯕꯦ ꯑꯃꯁꯨꯡ ꯑꯣꯔꯤꯌꯟ ꯔꯣꯃꯥꯟ ꯈꯨꯠꯁꯥꯂꯣꯟꯒꯤ ꯊꯕꯛ ꯑꯌꯥꯝꯕꯗ, ꯗꯥꯏꯅꯥꯕꯨ ꯂꯤꯔꯨꯡ ꯑꯃ ꯑꯃꯁꯨꯡ ꯇꯦꯟꯖꯩꯒꯤ ꯈꯣꯡꯖꯦꯜ ꯑꯃꯒ ꯂꯣꯏꯅꯅ ꯎꯠꯂꯤ, ꯑꯃꯁꯨꯡ ꯑꯌꯥꯝꯕ ꯋꯥꯔꯤꯁꯤꯡꯒꯤ ꯃꯇꯨꯡ ꯏꯟꯅ, ꯂꯤꯔꯨꯡꯒ ꯂꯣꯏꯅꯅ ꯃꯍꯥꯛꯀꯤ ꯍꯩꯁꯤꯡꯕ ꯑꯗꯨ ꯆꯤꯡꯅꯕ ꯂꯩꯇꯅ ꯃꯍꯥꯛꯀꯤ ꯐꯥꯏꯕꯣꯛ ꯑꯦꯄꯣꯂꯣꯒ ꯃꯥꯟꯅꯩ꯫ ꯃꯁꯤꯒꯤ ꯍꯩꯁꯤꯡꯕ ꯑꯁꯤ ꯅꯤꯑꯣꯕꯦ ꯑꯃꯁꯨꯡ ꯑꯣꯔꯤꯌꯟꯒꯤ ꯑꯔꯤꯕ ꯋꯥꯔꯤꯁꯤꯡꯗ ꯈ꯭ꯋꯥꯏꯗꯒꯤ ꯐꯖꯅ ꯎꯕ ꯐꯪꯒꯅꯤ꯫ ꯅꯣꯡꯃꯗ ꯏꯀꯥꯏ ꯈꯨꯝꯅꯔꯕ ꯃꯃꯥ ꯂꯥꯇꯣꯅꯥꯅ ꯏꯆꯝ-ꯆꯝꯅ ꯃꯍꯥꯛꯀꯤ ꯃꯆꯥꯁꯤꯡꯅ ꯐꯖꯕ, ꯂꯧꯁꯤꯡ ꯑꯃꯁꯨꯡ ꯁꯛꯇꯤꯗ ꯊꯣꯏꯗꯣꯛ ꯍꯦꯟꯗꯣꯛꯅ ꯍꯩꯊꯣꯏ-ꯁꯤꯡꯊꯣꯏꯈꯤ ꯍꯥꯏꯅ ꯂꯥꯎꯊꯣꯛꯈꯤ꯫ ꯅꯤꯡꯊꯧ ꯇꯦꯟ ꯇꯦꯟꯇꯥꯂꯁꯀꯤ ꯃꯆꯥꯅꯨꯄꯤ ꯅꯤꯑꯣꯕꯦꯅ ꯃꯁꯤꯒꯤ ꯆꯥꯎꯊꯣꯛꯆꯕ ꯑꯁꯤꯕꯨ ꯌꯥꯅꯤꯡꯗꯕ ꯐꯣꯡꯗꯣꯛꯈꯤ꯫ ꯃꯤꯅꯨꯡꯁꯤ ꯂꯩꯇꯕꯒꯤ ꯊꯧꯑꯣꯡ ꯑꯃꯗ, ꯅꯤꯑꯣꯕꯦꯅ ꯃꯍꯥꯛꯀꯤ ꯄ꯭ꯔꯖꯥ ꯑꯃꯠꯇꯕꯨ ꯑꯦꯄꯣꯂꯣ ꯅꯠꯇ꯭ꯔꯒ ꯗꯥꯏꯅꯥꯕꯨ ꯈꯨꯔꯨꯝꯖꯕ ꯑꯊꯤꯡꯕ ꯊꯝꯈꯤ꯫ ꯃꯍꯥꯛꯅ ꯃꯈꯣꯏꯒꯤ ꯃꯤꯇꯝꯁꯤꯡ ꯐꯥꯎꯕ ꯃꯥꯡꯍꯟ ꯇꯥꯛꯍꯟꯈꯤ꯫ ꯂꯥꯇꯣꯅꯥꯅ ꯌꯥꯝꯅ ꯁꯥꯎꯈꯤ ꯑꯃꯁꯨꯡ ꯑꯦꯄꯣꯂꯣ ꯑꯃꯁꯨꯡ ꯗꯥꯏꯅꯥꯗ ꯅꯤꯑꯣꯕꯦꯒꯤ ꯃꯆꯥ ꯇꯔꯥꯃꯔꯤ ꯄꯨꯝꯅꯃꯛ ꯍꯥꯠꯅꯕ ꯍꯥꯏꯈꯤ꯫ ꯃꯈꯣꯏꯒꯤ ꯃꯃꯥꯒꯤ ꯑꯄꯥꯝꯕꯁꯤꯡ ꯉꯥꯛꯅ ꯆꯠꯇꯨꯅ ꯑꯦꯄꯣꯂꯣꯅ ꯅꯨꯄꯥꯃꯆꯥ ꯇꯔꯦꯠ ꯑꯗꯨ ꯍꯥꯠꯈꯤ ꯑꯗꯨꯒ ꯑꯥꯔꯇꯦꯃꯤꯁ ꯑꯥꯔꯇꯦꯃꯤꯁꯟ ꯅꯨꯄꯤꯃꯆꯥ ꯇꯔꯦꯠ ꯑꯗꯨ ꯍꯥꯠꯈꯤ꯫ ꯀꯞꯂꯤꯕꯥ ꯅꯤꯑꯣꯕꯦꯒꯤꯗꯃꯛ ꯅꯨꯡꯁꯤꯕ ꯎꯠꯂꯗꯨꯅ, ꯂꯥꯏꯁꯤꯡꯅ ꯃꯍꯥꯛꯄꯨ ꯃꯍꯥꯛꯀꯤ ꯃꯆꯥꯁꯤꯡꯕꯨ ꯍꯥꯠꯈꯤꯕ ꯃꯥꯎꯟ ꯁꯤꯄꯤꯂꯁꯇ ꯊꯝꯈꯤꯕ ꯃꯤꯇꯝ ꯑꯃꯗ ꯑꯣꯟꯊꯣꯛꯈꯤ꯫ ꯊꯥꯏꯅꯒꯤ ꯋꯥꯔꯤ ꯑꯁꯤꯒꯤ ꯒ꯭ꯔꯤꯛ ꯃꯑꯣꯡꯗ, ꯈꯦꯠꯅꯕ ꯈꯔ ꯂꯩ꯫ ꯅꯤꯑꯣꯕꯦ ꯑꯁꯤ ꯊꯦꯕꯁꯀꯤ ꯅꯤꯡꯊꯧ, ꯑꯦꯝꯐꯤꯌꯟꯒꯤ ꯂꯣꯏꯅꯕꯤꯅꯤ, ꯑꯃꯁꯨꯡ ꯃꯍꯥꯛ ꯌꯥꯝꯅ ꯁꯥꯎꯈꯤ ꯃꯔꯝꯗꯤ ꯖꯤꯎꯁꯅ ꯂꯦꯇꯣꯒꯤ ꯃꯆꯥ ꯑꯅꯤꯕꯨ ꯍꯔꯥꯎꯕ ꯐꯣꯡꯗꯣꯛꯂꯤꯕ ꯊꯦꯕꯁꯇ ꯑꯌꯥꯝꯕꯅ ꯅꯨꯄꯤꯁꯤꯡꯒꯤꯗꯃꯛꯇ ꯀꯨꯝꯍꯩ ꯑꯃ ꯄꯥꯡꯊꯣꯛꯂꯤ꯫ ꯍꯔꯥꯎ-ꯀꯨꯝꯍꯩ ꯄꯥꯡꯊꯣꯛꯄꯒꯤ ꯃꯇꯝ ꯄꯨꯝꯅꯃꯛꯇ, ꯂꯦꯇꯣꯗ ꯃꯍꯥꯛꯀꯤ ꯂꯥꯏꯁꯪꯗ ꯀꯠꯂꯤ꯫ ꯇꯁꯦꯡꯅ, ꯅꯤꯑꯣꯕꯦ, ꯇꯔꯥꯃꯔꯤꯒꯤ ꯃꯃꯥ ꯑꯣꯏꯕꯅ, ꯃꯍꯥꯛꯄꯨ ꯄꯤꯈꯤꯕ ꯏꯀꯥꯏ ꯈꯨꯝꯅꯕ ꯑꯃꯠꯇ ꯂꯩꯇꯦ꯫ ꯂꯦꯇꯣꯕꯨ ꯅꯨꯡꯉꯥꯏꯍꯟꯅꯕ, ꯅꯤꯑꯣꯕꯦꯅ ꯃꯍꯥꯛꯀꯤ ꯃꯆꯥꯁꯤꯡ ꯑꯁꯤ ꯍꯦꯟꯅ ꯐꯖꯕ ꯑꯃꯁꯨꯡ ꯃꯄꯥꯡꯒꯜ ꯀꯟꯕ ꯑꯣꯏ ꯍꯥꯏꯅ ꯆꯥꯎꯊꯣꯛꯆꯩ ꯑꯃꯁꯨꯡ ꯃꯍꯥꯛꯀꯤ ꯃꯤꯌꯥꯝꯗ ꯃꯍꯥꯛꯄꯨ ꯏꯀꯥꯏ ꯈꯨꯝꯅꯕ ꯎꯠꯅꯕ ꯍꯥꯏ, ꯂꯦꯇꯣ ꯅꯠꯇꯦ꯫ ꯂꯦꯇꯣꯕꯨ ꯃꯈꯥ ꯇꯥꯅ ꯅꯨꯡꯉꯥꯏꯍꯟꯅꯅꯕ ꯃꯍꯥꯛꯅ ꯃꯊꯪ ꯆꯍꯤꯒꯤ ꯀꯨꯝꯍꯩ ꯑꯗꯨ ꯇꯣꯛꯍꯟꯅꯕ ꯊꯧꯔꯥꯡ ꯇꯧꯔꯤ꯫